ꯃꯅꯤꯄꯨꯔꯒꯤ ꯁ꯭ꯇꯦꯠ ꯃꯤꯊꯨꯡꯐꯝ ꯃꯁꯛ ꯊꯣꯛꯄ ꯃꯤꯊꯨꯡꯐꯝ ꯑꯃ ꯑꯣꯏꯍꯟꯅꯕ ꯃꯤꯠꯌꯦꯡ ꯆꯡꯍꯟꯅꯤꯡꯏ꯫ ꯏꯟꯗꯤꯌꯥꯒꯤ ꯁ꯭ꯇꯦꯠ ꯈꯨꯗꯤꯡꯃꯛꯀꯤ ꯑꯣꯏꯅ ꯂꯩꯉꯥꯛꯅ ꯆꯂꯥꯏꯖꯕ ꯃꯤꯊꯨꯡꯐꯝ ꯑꯃ ꯅꯠꯇ꯭ꯔꯒ ꯑꯃꯗꯒꯤ ꯍꯦꯅꯅ ꯊꯝꯅꯩ꯫ ꯑꯆꯧꯕ ꯁ꯭ꯇꯦꯠꯁꯤꯡꯗꯤ ꯗꯤꯁ꯭ꯇ꯭ꯔꯤꯛꯠ ꯈꯨꯗꯤꯡꯃꯛꯇꯁꯨ ꯃꯤꯊꯨꯡꯐꯝꯁꯤꯡ ꯊꯝꯕꯒꯤ ꯆꯠꯅꯕꯤ ꯂꯩ꯫ ꯃꯁꯤꯅ ꯂꯩꯉꯥꯛꯄꯁꯤꯡꯅ ꯅꯠꯇ꯭ꯔꯒ ꯃꯄꯥꯟꯗꯒꯤ ꯂꯥꯛꯄ ꯃꯔꯨꯑꯣꯏꯕ ꯃꯤꯑꯣꯏꯁꯤꯡ ꯑꯃꯁꯨꯡ ꯁ꯭ꯇꯦꯠꯀꯤ ꯑꯣꯐꯤꯁꯤꯌꯦꯜꯁꯤꯡꯒꯤ ꯇꯉꯥꯏꯐꯗꯕ ꯈꯣꯡꯆꯠꯇ ꯉꯥꯏꯍꯥꯛꯇꯡ ꯑꯣꯔꯕꯁꯨ ꯄꯣꯊꯥꯖꯅꯕꯒꯤ ꯃꯐꯝ ꯐꯪꯍꯜꯂꯤ꯫ ꯂꯟꯅꯥꯏꯒꯤ ꯑꯣꯏꯅ ꯆꯂꯥꯏꯕ ꯍꯣꯇꯦꯜ ꯍꯥꯏꯕꯗꯨꯗꯤ ꯑꯀꯛꯅꯕ ꯀꯥꯡꯂꯣꯟ ꯈꯔꯒꯤ ꯃꯈꯥꯗ ꯂꯩꯕ ꯌꯥꯕꯒꯤ ꯈꯨꯗꯣꯡꯆꯥꯕ ꯄꯤꯕꯅꯤꯅ ꯑꯣꯐꯤꯁꯤꯌꯦꯜꯁꯤꯡꯒꯤ ꯗꯃꯛꯇꯗꯤ ꯃꯤꯊꯨꯡꯐꯝ ꯍꯥꯏꯕꯁꯤ ꯇꯉꯥꯏꯐꯗꯕ ꯑꯣꯏꯍꯜꯂꯤ꯫ ꯃꯅꯤꯄꯨꯔꯒ ꯌꯨꯝꯊꯡꯅꯅ ꯂꯩꯔꯤꯕ ꯑꯁꯥꯝꯒꯤꯁꯨ ꯃꯤꯊꯨꯡꯐꯝ ꯀꯌꯥꯃꯨꯛ ꯂꯩ꯫ ꯁꯤꯜꯆꯔꯗꯁꯨ ꯃꯤꯊꯨꯡꯐꯝ ꯑꯃ ꯂꯩ꯫ ꯍꯥꯏꯔꯤꯕ ꯃꯤꯊꯨꯡꯐꯝ ꯑꯁꯤ ꯍꯧꯖꯤꯛꯁꯨ ꯅꯤꯡꯊꯤꯅ ꯆꯂꯥꯏꯕꯅ ꯃꯔꯝ ꯑꯣꯏꯔꯗꯨꯅ ꯃꯈꯣꯏꯔꯣꯝꯒꯤꯇ ꯅꯠꯇꯅ ꯃꯅꯤꯄꯨꯔꯗꯒꯤꯁꯨ ꯃꯤꯅꯤꯁ꯭ꯇꯔ ꯅꯠꯇ꯭ꯔꯒ ꯃꯦꯝꯕꯔ ꯑꯣꯐ ꯗ ꯂꯦꯖꯤꯁꯂꯦꯇꯤꯚ ꯑꯦꯁꯦꯝꯕ꯭ꯂꯤꯁꯤꯡꯅ ꯆꯠꯄ ꯐꯥꯎꯕꯗ ꯈꯨꯗꯣꯡꯆꯥꯕ ꯐꯪꯏ꯫ ꯑꯗꯨꯕꯨ ꯃꯅꯤꯄꯨꯔꯒꯤ ꯑꯣꯏꯅꯗꯤ ꯑꯌꯥꯝꯕ ꯗꯤꯁ꯭ꯇ꯭ꯔꯤꯛꯠꯁꯤꯡꯗ ꯂꯩꯉꯥꯛꯀꯤ ꯃꯤꯊꯨꯡꯐꯝꯁꯤꯡ ꯅꯤꯡꯊꯤꯅ ꯂꯩꯇꯦ꯫ ꯉꯝꯈꯩꯗ ꯂꯩꯕ ꯁꯍꯔ ꯃꯆꯥ ꯑꯣꯏꯔꯤꯕ ꯃꯣꯔꯦꯗꯗꯤ ꯏꯟꯗꯁ꯭ꯇ꯭ꯔꯤ ꯗꯤꯄꯥꯔꯠꯃꯦꯟꯠꯀꯤ ꯃꯈꯥꯗ ꯇ꯭ꯔꯦꯗ ꯁꯦꯟꯇꯔ ꯍꯥꯏꯗꯨꯅ ꯃꯤꯊꯨꯡꯐꯝꯒꯨꯝꯕ ꯑꯃꯈꯛ ꯂꯩ꯫ ꯐꯣꯔꯦꯁꯠ ꯗꯤꯄꯥꯔꯠꯃꯦꯟꯠꯀꯤ ꯑꯣꯏꯅꯁꯨ ꯌꯦꯡꯁꯟꯕꯒꯤ ꯌꯨꯝꯖꯥꯎ ꯃꯆꯥ ꯑꯃꯈꯛ ꯂꯩ꯫ ꯏꯂꯦꯛꯇ꯭ꯔꯤꯁꯤꯇꯤ ꯗꯤꯄꯥꯔꯠꯃꯦꯟꯠꯀꯤꯁꯨ ꯃꯤꯊꯨꯡꯐꯝ ꯑꯃ ꯊꯝꯃꯤ꯫ ꯃꯁꯤꯒꯤꯁꯨ ꯃꯊꯛꯇ ꯂꯟꯅꯥꯏ ꯑꯣꯏꯅ ꯆꯂꯥꯏꯕ ꯊ꯭ꯔꯤ ꯁ꯭ꯇꯔꯒꯤ ꯊꯥꯛꯇ ꯂꯩꯕ ꯍꯣꯇꯦꯜ ꯑꯃ ꯑꯃꯁꯨꯡ ꯑꯇꯩ ꯍꯣꯇꯦꯜ ꯀꯌꯥꯃꯔꯨꯝ ꯂꯩ꯫ ꯃꯔꯝ ꯑꯗꯨꯅ ꯃꯣꯔꯦꯗ ꯑꯍꯤꯡ ꯑꯃ ꯂꯦꯛꯅꯕꯒꯤꯗꯃꯛꯇ ꯂꯩꯐꯝ ꯂꯩꯇꯕꯒꯤ ꯑꯋꯥꯕ ꯃꯥꯌꯣꯛꯅꯅꯤꯉꯥꯏ ꯂꯩꯇꯦ꯫ ꯑꯗꯨꯕꯨ ꯅꯥꯒꯥꯂꯦꯟꯗꯒ ꯊꯪꯅꯕꯗ ꯂꯩꯕ ꯃꯥꯎ, ꯖꯦꯁꯥꯃꯤꯅꯆꯤꯡꯕ ꯃꯐꯝꯁꯤꯡꯗꯗꯤ ꯃꯤ ꯂꯩꯅꯅꯕ ꯍꯣꯇꯦꯜꯁꯨ ꯂꯩꯇꯦ, ꯂꯩꯉꯥꯛꯀꯤ ꯑꯣꯏꯕ ꯁꯛꯇꯥꯛ ꯆꯦ ꯃꯆꯥ ꯑꯃ ꯊꯝꯗꯦ꯫ ꯃꯁꯤꯅ ꯃꯔꯝ ꯑꯣꯏꯔꯒ ꯃꯐꯝꯁꯤꯡ ꯑꯗꯨꯗ ꯑꯍꯤꯡ ꯌꯥꯔꯦꯛꯂꯒ ꯊꯕꯛ ꯑꯃ ꯄꯥꯡꯊꯣꯛꯅꯕ ꯆꯠꯄ ꯍꯥꯏꯕꯁꯤ ꯑꯋꯥꯕꯒꯤ ꯃꯁꯛꯅꯤ꯫ ꯑꯁꯤꯒꯨꯝꯕ ꯑꯋꯥꯕꯁꯤ ꯑꯇꯩ ꯁ꯭ꯇꯦꯠꯁꯤꯡꯒꯤꯗꯤ ꯌꯥꯔꯤꯃꯈꯩ ꯂꯩꯍꯟꯗꯅꯕ ꯍꯣꯠꯅꯩ꯫ ꯗꯤꯄꯥꯔꯠꯃꯦꯟꯠ ꯈꯨꯗꯤꯡꯃꯛꯀꯤ ꯌꯦꯡꯁꯤꯟꯕꯒꯤ ꯌꯨꯝꯖꯥꯎ ꯅꯠꯇ꯭ꯔꯒ ꯃꯤꯊꯨꯡꯐꯝ ꯁꯥꯗꯨꯅ ꯊꯝꯃꯤ꯫ ꯃꯁꯤꯅ ꯃꯤꯅꯤꯁ꯭ꯇꯔꯕꯨ ꯑꯣꯏꯔꯕꯁꯨ, ꯑꯣꯐꯤꯁꯤꯌꯦꯜꯕꯨ ꯑꯣꯏꯔꯕꯁꯨ ꯃꯐꯝꯗꯨꯗ ꯆꯠꯄꯗ ꯂꯩꯐꯝ ꯆꯥꯐꯝꯒꯤ ꯈꯨꯗꯣꯡꯆꯥꯗꯕ ꯃꯥꯌꯣꯛꯅꯍꯟꯗꯦ꯫ ꯑꯗꯨꯕꯨ ꯃꯅꯤꯄꯨꯔꯒꯤꯗꯤ ꯂꯩꯉꯥꯛꯀꯤ ꯁꯦꯜ ꯊꯨꯝꯒꯤ ꯐꯤꯚꯝ ꯐꯠꯇꯕꯉꯥꯛ ꯅꯠꯇꯅ ꯇꯧꯅꯤꯡꯗꯕ, ꯊꯝꯅꯤꯡꯗꯕ ꯑꯣꯏꯅ ꯇꯧꯏ꯫ ꯎ ꯍꯩ ꯋꯥ ꯍꯩ ꯊꯥꯕ , ꯂꯧꯎ ꯁꯤꯡꯎꯕ, ꯏꯟꯗꯁ꯭ꯇ꯭ꯔꯤ, ꯈꯨꯡꯒꯪ ꯆꯥꯎꯈꯠꯅꯕ, ꯇ꯭ꯔꯥꯏꯕꯦꯜ ꯆꯥꯎꯈꯠꯅꯕꯅꯆꯤꯡꯕ ꯗꯤꯄꯥꯔꯠꯃꯦꯟꯠꯁꯤꯡꯒꯤ ꯑꯣꯏꯕ ꯃꯤꯊꯨꯡꯐꯝ ꯅꯠꯇ꯭ꯔꯒ ꯁꯛꯇꯥꯛ ꯆꯦ ꯑꯃꯐꯥꯎꯕ ꯃꯅꯤꯄꯨꯔꯒꯤ ꯃꯐꯝ ꯑꯃꯗ ꯂꯩꯇꯦ꯫ ꯃꯁꯤ ꯂꯩꯉꯥꯛꯀꯤ ꯑꯁꯣꯏꯕ ꯅꯠꯇ꯭ꯔꯒ ꯍꯦꯟꯅ ꯎꯁꯤꯟꯕ ꯉꯝꯗꯕꯗꯒꯤ ꯑꯣꯏꯔꯛꯄꯅꯤ ꯍꯥꯏꯕ ꯌꯥꯏ꯫ ꯃꯅꯤꯄꯨꯔꯗ ꯌꯥꯝꯅ ꯉꯜꯂꯤꯉꯩꯗ ꯁ꯭ꯇꯦꯠꯀꯤ ꯃꯤꯊꯨꯡꯐꯝ ꯑꯃ ꯂꯩꯔꯝꯃꯤ꯫ ꯃꯇꯝꯗꯨꯗ ꯃꯅꯤꯄꯨꯔꯒꯤ ꯃꯄꯥꯟꯗꯒꯤ ꯂꯥꯛꯄ ꯑꯣꯐꯤꯁꯤꯌꯦꯜꯁꯤꯡꯗꯤ ꯂꯥꯏꯔꯗꯨꯅ ꯌꯨꯅꯤꯌꯟ ꯃꯤꯅꯤꯁ꯭ꯇꯔꯁꯤꯡ ꯐꯥꯎꯕ ꯂꯩꯅꯔꯝꯃꯤ꯫ ꯃꯈꯣꯏꯒꯤ ꯆꯥꯅꯅꯕ ꯊꯛꯅꯅꯕ ꯄꯤꯕ ꯌꯥꯕ ꯊꯥꯛ ꯌꯥꯎꯕ ꯔꯦꯁ꯭ꯇꯨꯔꯦꯟꯠ ꯐꯥꯎꯕ ꯂꯩꯔꯝꯃꯤ꯫ ꯃꯁꯛ ꯅꯥꯏꯕ ꯔꯥꯖꯅꯤꯇꯤꯒꯤ ꯑꯣꯏꯕ ꯂꯨꯆꯤꯡꯕꯁꯤꯡꯒꯤ ꯄ꯭ꯔꯦꯁ ꯀꯟꯐꯔꯦꯟꯁ ꯐꯥꯎꯕ ꯇꯧꯔꯝꯃꯤ꯫ ꯃꯤꯑꯣꯏ ꯌꯥꯡꯈꯩ ꯅꯠꯇ꯭ꯔꯒ ꯆꯥꯃ ꯐꯥꯎꯕꯒꯤ ꯅꯨꯃꯤꯗꯥꯡꯒꯤ ꯆꯥꯛꯂꯦꯟ ꯁꯤꯜꯂꯝꯃꯤ꯫ ꯂꯩꯉꯥꯛꯀꯤ ꯑꯣꯏꯕ ꯑꯆꯧꯕ ꯁꯦꯃꯤꯅꯥꯔ ꯐꯥꯎꯕ ꯑꯃꯨꯛꯇꯗ ꯑꯅꯤ ꯊꯣꯛꯅ ꯁꯤꯖꯤꯟꯅꯔꯝꯒꯅꯤ꯫ ꯍꯥꯏꯔꯤꯕ ꯃꯤꯊꯨꯡꯐꯝ ꯑꯗꯨ ꯍꯧꯖꯤꯛꯁꯨ ꯏꯝꯐꯥꯜꯒꯤ ꯁꯟꯖꯦꯟꯊꯣꯡꯒꯤ ꯊꯣꯡꯈꯣꯡ ꯃꯛꯇꯗ ꯂꯩꯔꯤꯕꯁꯤꯅꯤ꯫ ꯃꯤꯊꯨꯡꯐꯝ ꯑꯁꯤ ꯃꯅꯤꯄꯨꯔ ꯂꯩꯉꯥꯛꯀꯤ ꯖꯦꯅꯦꯔꯦꯜ ꯑꯦꯗꯃꯤꯅꯤꯁꯇ꯭ꯔꯦꯁꯟ ꯗꯤꯄꯥꯔꯠꯃꯦꯟꯠꯅ ꯆꯂꯥꯏꯔꯤꯕꯅꯤ꯫ ꯂꯥꯏꯕꯛ ꯊꯤꯕꯗꯤ ꯃꯇꯝ ꯑꯃꯗ ꯃꯉꯥꯜ ꯅꯥꯏꯔꯝꯕ ꯃꯤꯊꯨꯡꯐꯝ ꯑꯗꯨ ꯍꯧꯖꯤꯛꯇꯤ ꯃꯃꯤꯡꯇꯒꯤ ꯑꯣꯏꯔꯦ꯫ ꯃꯤꯌꯥꯝꯅꯁꯨ, ꯂꯩꯉꯥꯛꯅꯁꯨ ꯀꯅꯥꯃꯠꯇꯅ ꯅꯤꯡꯁꯤꯡꯕꯤꯈꯤꯗ꯭ꯔꯦ꯫ ꯍꯧꯈꯤꯕ ꯆꯍꯤ ꯈꯔꯒꯤ ꯃꯃꯥꯡꯗꯒꯤ ꯂꯩꯉꯥꯛꯅ ꯃꯤꯊꯨꯡꯐꯝ ꯑꯁꯤ ꯀꯅꯥꯒꯨꯝꯕ ꯈꯔꯒꯤ ꯏꯃꯨꯡ ꯃꯅꯨꯡꯒꯤ ꯌꯨꯝ ꯑꯣꯟꯊꯣꯛꯄꯤꯈ꯭ꯔꯦ꯫